ꯔꯦꯗꯤꯑꯣꯑꯦꯛꯇꯤꯚꯤꯇꯤꯅ ꯑꯣꯔꯒꯥꯅꯤꯖꯝꯁꯤꯡꯗ ꯀꯔꯝꯅ ꯁꯣꯛꯍꯟꯕꯒꯦ? ꯔꯦꯗꯤꯑꯣꯑꯦꯛꯇꯤꯚꯤꯇꯤꯅ ꯑꯣꯔꯒꯥꯅꯤꯖꯝꯁꯤꯡꯗ ꯃꯥꯡ-ꯇꯥꯛꯅꯤꯡꯉꯥꯏ ꯑꯣꯏꯕ ꯑꯃꯁꯨꯡ ꯀꯥꯟꯅꯕ ꯑꯅꯤꯃꯛ ꯄꯤꯕ ꯌꯥꯏ꯫ ꯖꯤꯕ ꯑꯃꯅ ꯑꯋꯥꯡꯕ ꯊꯥꯛꯀꯤ ꯔꯦꯗꯤꯑꯣꯑꯦꯛꯇꯤꯚꯤꯇꯤꯗ ꯁꯣꯛꯍꯜꯂꯛꯄ ꯃꯇꯝꯗ, ꯑꯥꯏꯑꯣꯅꯥꯏꯖꯤꯡ ꯔꯦꯗꯤꯑꯦꯁꯟꯅ ꯃꯁꯤꯒꯤ ꯁꯦꯜꯁꯤꯡ, ꯇꯤꯁꯨꯁꯤꯡ ꯑꯃꯁꯨꯡ ꯑꯣꯔꯒꯥꯟꯁꯤꯡꯗ ꯑꯃꯥꯡ-ꯑꯇꯥ ꯊꯣꯛꯍꯟꯕ ꯌꯥꯏ꯫ ꯃꯁꯤꯅ ꯔꯦꯗꯤꯑꯦꯁꯟ ꯁꯤꯛꯅꯦꯁ, ꯀꯦꯟꯁꯔ, ꯑꯃꯁꯨꯡ ꯁꯤꯕ ꯑꯁꯤꯅꯆꯤꯡꯕ ꯑꯀꯟꯕ ꯍꯛꯁꯦꯜꯒꯤ ꯏꯁꯨꯁꯤꯡ ꯊꯣꯛꯍꯜꯂꯛꯄ ꯌꯥꯏ꯫ ꯑꯥꯏꯑꯣꯅꯥꯏꯖ ꯇꯧꯔꯕ ꯔꯦꯗꯤꯑꯦꯁꯟ ꯑꯁꯤꯅ ꯑꯦꯇꯣꯝꯁꯤꯡꯗꯒꯤ ꯌꯥꯝꯅ ꯀꯟꯅ‌ ꯆꯦꯟꯕ ꯏꯂꯦꯛꯇ꯭ꯔꯣꯟꯁꯤꯡ ꯂꯧꯊꯣꯛꯇꯨꯅ ꯊꯕꯛ ꯇꯧꯏ, ꯃꯁꯤꯅ ꯑꯥꯏꯑꯣꯟ ꯁꯦꯝꯃꯤ꯫ ꯃꯗꯨꯒꯤ ꯃꯇꯨꯡꯗ ꯑꯥꯏꯑꯣꯟꯁꯤꯡ ꯑꯁꯤꯅ ꯑꯇꯣꯞꯄ ꯑꯦꯇꯣꯝꯁꯤꯡ ꯅꯠꯇꯔꯒ ꯃꯣꯂꯤꯀ꯭ꯌꯨꯜꯁꯤꯡꯒ ꯔꯤꯑꯦꯛꯇ ꯇꯧꯕ ꯌꯥꯏ, ꯃꯗꯨꯅ ꯁꯦꯜꯁꯤꯡꯒꯤ ꯃꯅꯨꯡꯗ ꯀꯦꯃꯤꯀꯦꯜꯒꯤ ꯑꯍꯣꯡꯕ ꯄꯨꯔꯛꯄ ꯉꯝꯃꯤ꯫ ꯃꯁꯤꯅ ꯁꯦꯜꯁꯤꯡꯒꯤ ꯃꯅꯨꯡꯗ ꯂꯩꯕ ꯖꯦꯅꯦꯇꯤꯛ ꯃꯦꯇꯥꯔꯤꯑꯦꯜ ꯗꯥ ꯑꯃꯥꯡ-ꯑꯇꯥ ꯊꯣꯛꯍꯟꯕ ꯌꯥꯏ, ꯃꯗꯨꯅꯥ ꯃ꯭ꯌꯨꯇꯦꯁꯟ ꯑꯃꯁꯨꯡ ꯀꯦꯟꯁꯔ ꯊꯣꯛꯍꯟꯕ ꯌꯥꯏ꯫ ꯃꯁꯤꯒꯤ ꯃꯊꯛꯇ, ꯁꯦꯜꯁꯤꯡ ꯑꯁꯤ ꯁꯤꯕꯥ ꯌꯥꯏ ꯅꯠꯇꯔꯒ ꯃꯑꯣꯡ ꯆꯨꯝꯅ ꯊꯕꯛ ꯇꯧꯕ ꯉꯝꯗꯕ ꯌꯥꯏ, ꯃꯗꯨꯅ ꯍꯦꯟꯅ ꯄꯥꯛ-ꯆꯥꯎꯅ ꯇꯤꯁꯨ ꯅꯠꯇꯔꯒ ꯑꯣꯔꯒꯥꯟ ꯑꯃꯥꯡ-ꯑꯇꯥ ꯊꯣꯛꯍꯟꯕ ꯌꯥꯏ꯫ ꯑꯗꯨꯝ ꯑꯣꯏꯅꯃꯛ, ꯔꯦꯗꯤꯑꯣꯑꯦꯛꯇꯤꯚꯤꯇꯤꯒꯤ ꯏꯐꯦꯛꯇ ꯄꯨꯝꯅꯃꯛ ꯅꯦꯒꯦꯇꯤꯚ ꯑꯣꯏꯗꯦ꯫ ꯌꯥꯝꯅ ꯑꯄꯤꯛꯄ, ꯀꯟꯇꯔꯣꯜ ꯇꯧꯔꯕ ꯗꯣꯖꯁꯤꯡꯗ, ꯔꯦꯗꯤꯑꯣꯑꯦꯛꯇꯤꯚꯤꯇꯤ ꯑꯁꯤ ꯃꯦꯗꯤꯀꯦꯜꯒꯤ ꯄꯥꯟꯗꯝꯁꯤꯡꯗ, ꯈꯨꯗꯝ ꯑꯣꯏꯅ ꯀꯦꯟꯁꯔ ꯂꯥꯌꯦꯡꯕꯗ ꯁꯤꯖꯤꯟꯅꯈ꯭ꯔꯦ꯫ ꯔꯦꯗꯤꯑꯦꯁꯟ ꯊꯦꯔꯥꯄꯤꯅ ꯀꯦꯟꯁꯔ ꯁꯦꯜꯁꯤꯡꯗ ꯄꯥꯟꯗꯝ ꯊꯝꯗꯨꯅ ꯃꯈꯣꯏꯕꯨ ꯍꯥꯠꯇꯨꯅ ꯊꯕꯛ ꯇꯧꯏ, ꯑꯗꯨꯒ ꯑꯀꯣꯏꯕꯗ ꯂꯩꯔꯤꯕ ꯍꯛꯆꯥꯡ ꯐꯕꯥ ꯇꯤꯁ꯭ꯌꯨꯁꯤꯡꯕꯨ ꯉꯥꯛꯊꯣꯛꯅꯕ ꯍꯣꯠꯅꯩ꯫ ꯑꯇꯣꯞꯄ ꯈꯨꯗꯝ ꯑꯃꯗꯤ ꯃꯦꯗꯤꯀꯦꯜ ꯏꯃꯦꯖꯤꯡꯗ ꯔꯦꯗꯤꯑꯣꯑꯦꯛꯇꯤꯚ ꯇ꯭ꯔꯦꯁꯔꯁꯤꯡ ꯁꯤꯖꯤꯟꯅꯕꯅꯤ, ꯃꯁꯤꯅ ꯗꯣꯛꯇꯔꯁꯤꯡꯅ ꯍꯛꯆꯥꯡꯒꯤ ꯅꯨꯡꯒꯤ ꯑꯣꯏꯕ ꯊꯕꯛ ꯊꯧꯔꯝꯁꯤꯡ ꯑꯁꯤ ꯅꯟ-ꯏꯟꯚꯦꯁꯤꯕ ꯑꯣꯏꯕ ꯃꯑꯣꯡꯗ ꯌꯦꯡꯕ ꯌꯥꯍꯜꯂꯤ꯫ ꯑꯄꯨꯟꯕ ꯑꯣꯏꯅ, ꯑꯣꯔꯒꯥꯅꯤꯖꯝꯁꯤꯡꯗ ꯔꯦꯗꯤꯑꯣꯑꯦꯛꯇꯤꯚꯤꯇꯤꯒꯤ ꯏꯐꯦꯛꯇꯁꯤꯡ ꯑꯁꯤ ꯀꯝꯄ꯭ꯂꯦꯛꯁ ꯑꯣꯏ, ꯑꯃꯁꯨꯡ ꯔꯦꯗꯤꯑꯦꯁꯟꯒꯤ ꯃꯈꯜ ꯑꯃꯁꯨꯡ ꯆꯥꯡ, ꯑꯦꯛꯁꯄꯣꯖꯔꯒꯤ ꯃꯇꯝ, ꯑꯃꯁꯨꯡ ꯑꯣꯔꯒꯥꯅꯤꯖꯝ ꯑꯗꯨꯅ ꯔꯦꯗꯤꯑꯦꯁꯟꯗ ꯁꯣꯛꯍꯟꯕ ꯌꯥꯕ ꯑꯁꯤꯅꯆꯤꯡꯕ‌ ꯃꯈꯜ ꯀꯌꯥꯒꯤ ꯐꯦꯛꯇꯔꯁꯤꯡꯗ ꯌꯨꯝꯐꯝ ꯑꯣꯏ꯫ ꯐꯤꯕꯣꯅꯥꯆꯤ ꯅꯝꯕꯔ ꯄꯨꯝꯅꯃꯛ ꯆꯥꯝꯃꯥ ꯐꯥꯎꯕ ꯄ꯭ꯔꯤꯟꯇ ꯇꯧꯅꯕꯒꯤꯗꯃꯛ ꯑꯦꯜꯒꯣꯔꯤꯊꯝ ꯑꯃ ꯏꯕꯤꯌꯨ꯫ ꯃꯈꯥꯗ ꯐꯤꯕꯣꯅꯥꯆꯤ ꯅꯝꯕꯔ ꯄꯨꯝꯅꯃꯛ ꯆꯥꯝꯃꯥ ꯐꯥꯎꯕ‌ ꯄ꯭ꯔꯤꯟꯇ ꯇꯧꯅꯕꯒꯤꯗꯃꯛ ꯑꯣꯏꯊꯣꯛꯄ ꯌꯥꯕ ꯑꯦꯜꯒꯣꯔꯤꯊꯝ ꯑꯃ ꯌꯥꯎꯔꯤ - ꯐꯤꯕꯣꯅꯥꯆꯤ ꯁꯤꯀ꯭ꯋꯦꯟꯁꯀꯤ ꯑꯍꯥꯟꯕ ꯅꯝꯕꯔ ꯑꯅꯤ , ꯖꯩꯔꯦ ꯑꯃꯁꯨꯡ ꯑꯃ ꯊꯝꯅꯕ‌ ꯚꯦꯔꯤꯑꯦꯕꯜ ꯑꯅꯤ, ꯑꯃꯁꯨꯡ, ꯏꯅꯤꯁꯤꯑꯦꯂꯥꯏꯖ ꯇꯧꯕ ꯚꯦꯔꯤꯑꯦꯕꯜ, ꯃꯁꯤꯅ‌ ꯖꯩꯔꯣ, ꯐꯤꯕꯣꯅꯥꯆꯤ ꯁꯤꯀ꯭ꯋꯦꯟꯁꯀꯤ ꯑꯍꯥꯟꯕ ꯅꯝꯕꯔ ꯒꯤ ꯚꯦꯂ꯭ꯌꯨ ꯑꯗꯨ ꯄ꯭ꯔꯤꯟꯇ ꯇꯧ꯫ ꯚꯦꯔꯤꯑꯦꯕꯜ ꯚꯦꯂ꯭ꯌꯨ ꯑꯗꯨ ꯆꯥꯝꯃꯥꯗꯒꯤ ꯍꯦꯜꯂꯕ ꯐꯥꯎꯕꯗ ꯃꯈꯥ ꯆꯠꯊꯒꯗꯕ ꯂꯨꯞ ꯑꯃ ꯏꯅꯤꯁꯤꯑꯦꯂꯥꯏꯖ ꯇꯧ ꯂꯨꯞ ꯑꯗꯨꯒꯤ ꯃꯅꯨꯡꯗ ꯃꯈꯥꯗ ꯄꯤꯔꯤꯕ ꯁ꯭ꯇꯦꯞꯁꯤꯡ ꯑꯁꯤ ꯄꯥꯡꯊꯣꯛꯎ꯫ꯑꯃꯁꯨꯡ ꯚꯦꯂ꯭ꯌꯨꯁꯤꯡ ꯍꯥꯞꯆꯤꯜꯂꯨ ꯑꯃꯁꯨꯡ ꯔꯤꯖꯜꯇ ꯑꯗꯨ ꯑꯅꯧꯕ ꯚꯦꯔꯤꯑꯦꯕꯜ ꯑꯃꯗ‌ ꯊꯝꯃꯨ ꯚꯦꯂ꯭ꯌꯨ ꯑꯗꯨ ꯆꯥꯝꯃꯥꯗꯒꯤ ꯍꯦꯜꯂꯕꯗꯤ ꯆꯦꯛ ꯇꯧ, ꯀꯔꯤꯒꯨꯝꯕ ꯑꯣꯏꯔꯕꯗꯤ, ꯂꯨꯞ ꯑꯗꯨꯗꯒꯤ ꯊꯣꯛꯎ꯫ ꯒ ꯅꯠꯇꯔꯕꯗꯤ, ꯒꯤ ꯚꯦꯂ꯭ꯌꯨ ꯑꯗꯨ ꯄ꯭ꯔꯤꯟꯇ ꯇꯧ, ꯃꯁꯤꯅ ꯐꯤꯕꯣꯅꯥꯆꯤ ꯁꯤꯀ꯭ꯋꯦꯟꯁꯀꯤ ꯃꯊꯪꯒꯤ ꯅꯝꯕꯔ ꯑꯗꯨꯅꯤ꯫ ꯗꯤ ꯂꯨꯞꯀꯤ ꯃꯊꯪꯒꯤ ꯏꯇꯤꯔꯦꯁꯟ ꯑꯗꯨꯅ ꯁꯤꯀ꯭ꯋꯦꯟꯁꯀꯤ ꯃꯊꯪꯒꯤ ꯃꯁꯤꯡ ꯑꯗꯨ ꯖꯦꯅꯦꯔꯦꯠ ꯇꯧꯕ‌ ꯉꯝꯅꯕ ꯑꯃꯁꯨꯡ ꯚꯦꯂ꯭ꯌꯨꯁꯤꯡ ꯑꯞꯗꯦꯠ ꯇꯧ꯫ ꯑꯁꯤ ꯚꯦꯂ꯭ꯌꯨꯗ ꯑꯃꯁꯨꯡ ꯑꯁꯤ ꯚꯦꯂ꯭ꯌꯨꯗ ꯁꯦꯠ ꯇꯧ꯫ ꯂꯨꯞ ꯑꯗꯨ ꯂꯣꯏꯁꯤꯟꯕ - ꯆꯥꯝꯃꯥ ꯐꯥꯎꯕꯒꯤ ꯐꯤꯕꯣꯅꯥꯆꯤ ꯅꯝꯕꯔ ꯄꯨꯝꯅꯃꯛ ꯄ꯭ꯔꯤꯟꯇ ꯇꯧꯈ꯭ꯔꯦ꯫